ꯇꯨꯝꯂꯤꯕ ꯁꯛꯍꯦꯟꯕꯤ ꯍꯥꯏꯕꯁꯤ ꯃꯆꯥꯏꯕꯦꯝꯃ ꯑꯃꯕꯨ ꯐꯠꯇ꯭ꯔꯕꯤ ꯍꯦꯂꯣꯢ ꯑꯃꯒꯤ ꯐꯠꯇꯕ ꯃꯤꯠꯇ꯭ꯔꯪꯗꯒꯤ ꯆꯍꯤ ꯆꯥꯝꯃ ꯇꯨꯝꯍꯟꯕ ꯑꯃꯗꯤ ꯄꯣꯂꯣꯢꯗ ꯁꯛꯍꯦꯟꯕ ꯃꯆꯥꯏꯕꯨꯡꯉꯣ ꯑꯃꯅ ꯍꯧꯗꯣꯛꯄꯤꯕꯒꯤ ꯐꯖꯔꯕ ꯐꯨꯡꯒꯥꯋꯥꯔꯤ ꯑꯃꯅꯤ꯫ ꯐꯨꯡꯒꯥ ꯋꯥꯔꯤ ꯑꯁꯤ ꯅꯤꯡꯊꯧ ꯃꯆꯥꯅꯨꯄꯤ ꯑꯃꯗꯒꯤ ꯍꯧꯏ ꯃꯍꯥꯛꯀꯤ ꯃꯃꯥ ꯃꯄꯥꯕꯨ ꯐꯠꯇꯕ ꯃꯤ ꯑꯃꯅ ꯃꯈꯣꯏꯒꯤ ꯃꯆꯥꯅꯨꯄꯤꯅ ꯑꯀꯛꯅꯕ ꯄꯣꯠꯁꯛ ꯑꯃꯗ ꯃꯍꯥꯛꯀꯤ ꯈꯨꯠꯁꯥ ꯁꯣꯛꯄ ꯃꯇꯝꯗ ꯁꯤꯒꯅꯤ ꯍꯥꯏꯅ ꯍꯥꯏ꯫ ꯕꯦꯁꯤꯂꯤꯟꯒꯤ ꯃꯑꯣꯡꯗ ꯅꯤꯡꯊꯧ ꯃꯆꯥꯅꯨꯄꯤ ꯑꯗꯨꯅ ꯃꯍꯥꯛꯀꯤ ꯈꯨꯠꯁꯥ ꯑꯗꯨ ꯐ꯭ꯂꯦꯛꯁꯀꯤ ꯃꯆꯦꯠ ꯑꯃꯗ ꯁꯣꯛꯍꯜꯂꯤ꯫ ꯄꯦꯔꯥꯎꯜ꯭ꯇ ꯑꯃꯁꯨꯡ ꯒ꯭ꯔꯤꯝ ꯕ꯭ꯔꯗꯔꯁꯀꯤ ꯃꯈꯜꯁꯤꯡꯗ ꯄꯣꯠꯁꯛ ꯑꯁꯤ ꯁ꯭ꯄꯤꯟꯗꯜ ꯑꯃꯅꯤ꯫ ꯃꯃꯥ ꯃꯄꯥꯁꯤꯡꯅ ꯃꯈꯣꯏꯒꯤ ꯃꯆꯥꯅꯨꯄꯤꯕꯨ ꯉꯥꯛꯊꯣꯛꯅꯕꯒꯤ ꯑꯥꯁꯥꯗ ꯅꯤꯡꯊꯧ ꯂꯩꯕꯥꯛ ꯑꯁꯤꯕꯨ ꯄꯣꯠꯂꯝꯁꯤꯡ ꯑꯁꯤꯗꯒꯤ ꯂꯧꯊꯣꯛꯈꯤ ꯑꯗꯨꯕꯨ ꯋꯥꯐꯝ ꯑꯗꯨ ꯀꯔꯤꯒꯨꯝꯕ ꯑꯃꯠꯇ ꯂꯩꯇꯅ ꯃꯄꯨꯡ ꯐꯥꯍꯜꯂꯤ꯫ ꯃꯥꯡꯖꯧꯅꯅ ꯍꯥꯏꯈꯤꯕ ꯃꯇꯨꯡ ꯏꯟꯅ ꯁꯤꯕꯒꯤ ꯃꯍꯨꯠꯇ ꯅꯤꯡꯊꯧ ꯃꯆꯥꯅꯨꯄꯤ ꯑꯗꯨ ꯌꯥꯝꯅ ꯂꯨꯅ ꯇꯨꯝꯕꯗ ꯇꯥꯏ꯫ ꯃꯇꯝ ꯈꯔꯒꯤ ꯃꯇꯨꯡꯗ ꯃꯍꯥꯛꯄꯨ ꯅꯤꯡꯊꯧꯃꯆꯥ ꯑꯃꯅ ꯐꯪꯏ ꯑꯃꯁꯨꯡ ꯍꯧꯒꯠꯂꯛꯏ꯫ ꯒ꯭ꯌꯥꯝꯕꯥꯇꯤꯁꯇꯥ ꯕꯦꯁꯤꯂꯤꯟꯒꯤ ꯁ꯭ꯂꯤꯄꯤꯡ ꯕ꯭ꯌꯨꯇꯤ ꯅꯨꯃꯤꯠ ꯊꯥ ꯑꯃꯁꯨꯡ ꯇꯥꯂꯤꯌꯥꯒꯤ ꯃꯑꯣꯡꯗ ꯇꯨꯝꯂꯤꯕ ꯐꯖꯕ ꯇꯥꯂꯤꯌꯥꯅ ꯃꯍꯥꯛꯀꯤ ꯈꯨꯠꯁꯥꯗ ꯐ꯭ꯂꯦꯛꯁꯀꯤ ꯃꯆꯦꯠ ꯑꯃ ꯐꯪꯂꯕ ꯃꯇꯨꯡꯗ ꯌꯥꯝꯅ ꯂꯨꯅ ꯇꯨꯝꯕꯗ ꯇꯥꯏ꯫ ꯃꯍꯥꯛꯄꯨ ꯃꯍꯥꯛꯀꯤ ꯀꯣꯅꯨꯡꯗ ꯀꯣꯏꯆꯠ ꯆꯠꯂꯤꯕ ꯅꯤꯡꯊꯧ ꯑꯃꯅ ꯐꯪꯉꯤ ꯃꯍꯥꯛꯅ ꯃꯍꯥꯛꯄꯨ ꯐꯃꯨꯡ ꯑꯃꯗ ꯄꯨꯗꯨꯅ ꯆꯠꯂꯤ ꯃꯐꯝ ꯑꯗꯨꯗ ꯃꯍꯥꯛꯅ ꯅꯨꯡꯁꯤꯕꯒꯤ ꯑꯍꯥꯟꯕ ꯃꯍꯩꯁꯤꯡ ꯈꯣꯝꯖꯤꯜꯂꯤ꯫ ꯃꯍꯥꯛꯅ ꯃꯍꯥꯛꯄꯨ ꯂꯥꯟꯗꯥꯔꯕ ꯃꯇꯨꯡꯗ ꯃꯐꯝ ꯑꯗꯨꯗ ꯊꯥꯗꯣꯛꯏ ꯑꯃꯁꯨꯡ ꯃꯇꯨꯡꯗ ꯃꯍꯥꯛꯅ ꯋꯥꯈꯜ ꯈꯪꯗꯅ ꯂꯩꯔꯤꯉꯩꯗ ꯐꯥꯏꯕꯣꯛ ꯄꯣꯛꯏ꯫ ꯃꯥꯔꯤꯌꯥ ꯇꯥꯇꯔꯒꯤ ꯃꯇꯨꯡ ꯏꯟꯅ ꯋꯥꯔꯤ ꯑꯁꯤꯒꯤ ꯃꯈꯜꯁꯤꯡ ꯂꯩꯔꯤ ꯃꯗꯨꯗ ꯃꯈꯣꯏꯒꯤ ꯂꯨꯍꯣꯡꯂꯕ ꯃꯇꯨꯡꯗ ꯃꯇꯩ ꯃꯅꯥꯎ ꯑꯗꯨꯒꯤ ꯑꯋꯥꯕꯁꯤꯡꯒꯤ ꯃꯇꯥꯡꯗ ꯑꯀꯨꯞꯄ ꯃꯔꯣꯜ ꯄꯤꯕ ꯋꯥꯔꯤ ꯑꯗꯨꯒꯤ ꯑꯅꯤꯁꯨꯕ ꯁꯔꯨꯛ ꯑꯃ ꯌꯥꯎꯔꯤ ꯐꯣꯛꯂꯣꯔꯤꯁ꯭ꯠ ꯈꯔꯅ ꯁꯔꯨꯛ ꯑꯅꯤ ꯑꯁꯤ ꯑꯍꯥꯟꯕꯗ ꯇꯣꯉꯥꯟꯕ ꯋꯥꯔꯤꯁꯤꯡ ꯑꯣꯏꯔꯝꯃꯤ ꯍꯥꯏꯅ ꯊꯥꯖꯩ꯫ ꯑꯅꯤꯁꯨꯕ ꯁꯔꯨꯛ ꯑꯁꯤ ꯅꯤꯡꯊꯧꯃꯆꯥ ꯑꯃꯁꯨꯡ ꯅꯤꯡꯊꯧ ꯃꯆꯥꯅꯨꯄꯤ ꯑꯗꯨꯅ ꯑꯉꯥꯡ ꯄꯣꯛꯂꯕ ꯃꯇꯨꯡꯗ ꯍꯧꯏ꯫ ꯋꯥꯔꯤ ꯑꯁꯤꯒꯤ ꯃꯅꯨꯡꯗ ꯔꯥꯖꯀꯨꯃꯥꯔꯤ ꯑꯃꯁꯨꯡ ꯃꯍꯥꯛꯀꯤ ꯃꯆꯥꯁꯤꯡꯕꯨ ꯅꯤꯡꯊꯧ ꯃꯆꯥ ꯑꯗꯨꯒꯤ ꯄꯨꯟꯁꯤꯗꯒꯤ ꯑꯇꯣꯞꯄ ꯅꯨꯄꯤ ꯑꯃꯒ ꯃꯑꯣꯡ ꯑꯃꯗ ꯁꯛꯇꯥꯛꯏ꯫ ꯑꯇꯣꯞꯄ ꯅꯨꯄꯤ ꯑꯁꯤꯅ ꯅꯤꯡꯊꯧꯃꯆꯥ ꯑꯗꯨꯒꯤ ꯑꯅꯧꯕ ꯏꯃꯨꯡ ꯃꯅꯨꯡꯕꯨ ꯄꯥꯝꯗꯦ ꯑꯃꯁꯨꯡ ꯑꯉꯥꯡꯁꯤꯡꯕꯨ ꯍꯥꯠꯅꯕ ꯑꯃꯁꯨꯡ ꯅꯨꯃꯤꯗꯥꯡꯒꯤ ꯆꯥꯛꯂꯦꯟꯗ ꯄꯤꯖꯅꯕ ꯊꯣꯡ ꯊꯥꯛꯄꯒꯤ ꯊꯕꯛ ꯇꯧꯕ ꯃꯤ ꯑꯃ ꯀꯧꯏ꯫ ꯉꯥꯛꯄꯒꯤ ꯃꯍꯨꯠꯇ ꯊꯣꯡ ꯊꯥꯛꯄꯅ ꯑꯉꯥꯡꯁꯤꯡꯕꯨ ꯂꯣꯠꯁꯤꯜꯂꯤ ꯑꯃꯁꯨꯡ ꯁꯥ ꯁꯟꯁꯤꯡꯗ ꯁꯦꯕꯥ ꯇꯧꯏ꯫ ꯃꯊꯪꯗ ꯑꯇꯣꯞꯄ ꯅꯨꯄꯤ ꯑꯗꯨꯅ ꯊꯣꯡ ꯊꯥꯛꯄꯗ ꯅꯤꯡꯊꯧ ꯃꯆꯥꯅꯨꯄꯤ ꯑꯗꯨꯕꯨ ꯍꯥꯠꯅꯕ ꯌꯥꯊꯪ ꯄꯤ꯫ ꯃꯁꯤ ꯊꯣꯡꯍꯟꯗ꯭ꯔꯤꯉꯩ ꯃꯃꯥꯡꯗ ꯑꯇꯣꯞꯄ ꯅꯨꯄꯤ ꯑꯗꯨꯒꯤ ꯑꯁꯦꯡꯕ ꯃꯑꯣꯡ ꯃꯇꯧ ꯑꯗꯨ ꯅꯤꯡꯊꯧꯃꯆꯥ ꯑꯗꯨꯗ ꯐꯣꯡꯗꯣꯛꯏ ꯑꯃꯁꯨꯡ ꯃꯗꯨꯒꯤ ꯃꯇꯨꯡꯗ ꯃꯍꯥꯛꯅ ꯅꯤꯡꯊꯧ ꯃꯆꯥꯅꯨꯄꯤ ꯑꯗꯨꯒꯤꯗꯃꯛ ꯊꯧꯔꯥꯡ ꯇꯧꯈꯤꯕ ꯑꯗꯨꯃꯛ ꯁꯤꯕꯒꯤ ꯃꯈꯥꯗ ꯂꯩ꯫ ꯅꯤꯡꯊꯧ ꯃꯆꯥꯅꯨꯄꯤ ꯅꯤꯡꯊꯧꯃꯆꯥ ꯑꯃꯁꯨꯡ ꯃꯈꯣꯏꯒꯤ ꯃꯆꯥꯁꯤꯡ ꯑꯁꯤ ꯃꯇꯝ ꯄꯨꯝꯅꯃꯛꯇ ꯅꯨꯡꯉꯥꯏꯅ ꯍꯤꯡꯂꯤ꯫ ꯒ꯭ꯌꯥꯝꯕꯥꯇꯤꯁꯇꯥ ꯕꯦꯁꯤꯂꯤꯟꯒꯤ ꯁ꯭ꯂꯤꯄꯤꯡ ꯕ꯭ꯌꯨꯇꯤ ꯅꯨꯃꯤꯠ ꯊꯥ ꯑꯃꯁꯨꯡ ꯇꯥꯂꯤꯌꯥꯒꯤ ꯑꯃꯝꯕ ꯃꯑꯣꯡꯗ ꯇꯨꯝꯂꯤꯕ ꯐꯖꯕ ꯑꯗꯨꯒꯤ ꯃꯃꯤꯡ ꯇꯥꯂꯤꯌꯥ ꯍꯥꯏꯅ ꯀꯧꯏ꯫ ꯃꯍꯥꯛꯅ ꯄꯣꯛꯂꯕ ꯃꯇꯨꯡꯗ ꯃꯍꯥꯛꯀꯤ ꯇꯨꯡꯒꯤ ꯐꯤꯕꯝ ꯑꯗꯨ ꯈꯪꯅꯕ ꯂꯧꯁꯤꯡ ꯂꯩꯕ ꯅꯨꯄꯥꯁꯤꯡ ꯑꯃꯁꯨꯡ ꯖ꯭ꯌꯣꯇꯤꯁꯁꯤꯡꯗ ꯍꯥꯏꯔꯒ ꯑꯊꯣꯏꯕ ꯃꯄꯨ ꯑꯃꯥ ꯑꯣꯏꯔꯤꯕ ꯃꯍꯥꯛꯀꯤ ꯃꯄꯥꯅ ꯇꯥꯂꯤꯌꯥ ꯑꯁꯤ ꯐ꯭ꯂꯦꯛꯁꯀꯤ ꯃꯆꯦꯠ ꯑꯃꯗꯒꯤ ꯈꯨꯗꯣꯡꯊꯤꯅꯤꯡꯉꯥꯏ ꯑꯣꯏꯒꯅꯤ ꯍꯥꯏꯕ ꯈꯪꯉꯤ꯫ ꯍꯧꯖꯤꯛ ꯆꯥꯎꯈ꯭ꯔꯕ ꯇꯥꯂꯤꯌꯥꯅ ꯃꯍꯥꯛꯀꯤ ꯊꯣꯡꯅꯥꯎꯒꯤ ꯃꯄꯥꯟꯗ ꯑꯍꯜ ꯑꯣꯏꯔꯕ ꯅꯨꯄꯤ ꯑꯃ ꯀꯣꯏꯕ ꯎꯏ꯫ ꯀꯣꯏꯁꯤꯜꯂꯤꯕ ꯁ꯭ꯄꯤꯟꯗꯜ ꯑꯗꯨ ꯎꯕꯗ ꯄꯨꯛꯅꯤꯡ ꯆꯪꯁꯤꯜꯂꯗꯨꯅ ꯇꯥꯂꯤꯌꯥꯅ ꯅꯨꯄꯤ ꯑꯗꯨꯕꯨ ꯀꯧꯋꯤ ꯑꯃꯁꯨꯡ ꯐ꯭ꯂꯦꯛꯁ ꯑꯗꯨ ꯁꯥꯡꯗꯣꯛꯅꯕ ꯃꯍꯥꯛꯀꯤ ꯈꯨꯠꯇꯒꯤ ꯗꯥꯏꯁ꯭ꯇꯥꯐ ꯑꯗꯨ ꯂꯧꯋꯤ꯫ ꯌꯥꯝꯅ ꯅꯨꯡꯉꯥꯏꯇꯕ ꯑꯣꯏꯅ ꯐ꯭ꯂꯦꯛꯁꯀꯤ ꯃꯆꯦꯠ ꯑꯗꯨ ꯃꯍꯥꯛꯀꯤ ꯃꯈꯨꯝꯒꯤ ꯃꯈꯥꯗ ꯍꯥꯞꯆꯤꯜꯂꯛꯏ ꯑꯃꯁꯨꯡ ꯃꯍꯥꯛ ꯂꯩꯃꯥꯏꯗ ꯁꯤꯗꯨꯅ ꯂꯩꯔꯛꯏ ꯑꯗꯨꯝ ꯑꯣꯏꯅꯃꯛ ꯃꯁꯤ ꯁꯥꯡꯂꯕ ꯌꯥꯝꯅ ꯂꯨꯅ ꯇꯨꯝꯕ ꯑꯃꯅꯤ ꯍꯥꯏꯅ ꯃꯇꯨꯡꯗ ꯈꯪꯂꯛꯏ꯫ ꯇꯥꯂꯤꯌꯥꯅ ꯌꯥꯝꯅ ꯂꯨꯅ ꯇꯨꯝꯂꯕ ꯃꯇꯨꯡꯗ ꯃꯍꯥꯛ ꯚꯦꯜꯚꯦꯠꯀꯤ ꯐꯝꯕꯥꯛ ꯑꯃꯗ ꯐꯝꯃꯤ ꯑꯃꯁꯨꯡ ꯃꯍꯥꯛꯀꯤ ꯃꯄꯥꯅ ꯃꯍꯥꯛꯅ ꯁꯤꯈꯤꯕꯅꯤ ꯍꯥꯏꯅ ꯈꯟꯕꯗꯨꯒꯤ ꯑꯋꯥꯕ ꯑꯗꯨ ꯀꯥꯎꯊꯣꯛꯅꯕ ꯊꯣꯡꯁꯤꯡ ꯊꯤꯡꯖꯤꯜꯂꯤ ꯑꯃꯁꯨꯡ ꯌꯨꯝ ꯑꯗꯨ ꯃꯇꯝ ꯆꯨꯞꯄꯒꯤ ꯑꯣꯏꯅ ꯊꯥꯗꯣꯛꯏ꯫